ꯕꯦꯛ ꯇꯧꯔꯕꯥ ꯁꯥꯜꯃꯣꯟꯒꯤ ꯏꯟꯁꯇ꯭ꯔꯛꯁꯟꯁꯤꯡ ꯑꯣꯚꯔꯑꯣꯜ ꯑꯗꯨ ꯐꯥꯎꯕꯥ ꯊꯝꯖꯤꯜꯂꯨ꯫ ꯕꯦꯀꯤꯡ ꯗꯤꯁꯇꯥ ꯁꯥꯜꯃꯣꯟ ꯊꯝꯃꯨ꯫ ꯑꯣꯂꯤꯞ ꯑꯣꯏꯜ ꯌꯥꯎꯅꯥ ꯌꯥꯟꯁꯤꯟꯅꯧ ꯑꯃꯁꯨꯡ ꯂꯣꯟ ꯑꯃꯁꯨꯡ ꯃꯩꯁꯥ ꯌꯥꯎꯅꯥ ꯊꯥꯛꯎ꯫ ꯃꯤꯅ ꯇꯔꯥꯗꯒꯤ ꯇꯔꯥꯅꯤꯊꯣꯏ ꯐꯥꯎꯕꯥ ꯊꯝꯃꯨ꯫ ꯕꯦꯛ ꯇꯧꯔꯕꯥ ꯁꯥꯜꯃꯣꯟꯒꯤ ꯔꯦꯁꯤꯄꯤ ꯑꯗꯨ ꯊꯝꯖꯤꯜꯂꯨ, ꯁꯥꯜꯃꯣꯟ ꯑꯗꯨ ꯗꯤꯁꯏꯟꯐꯦꯛꯁꯟ ꯑꯃꯗꯥ ꯊꯝꯃꯨ ꯑꯃꯁꯨꯡ ꯃꯩꯁꯥ ꯌꯥꯎꯍꯜꯂꯨ ꯑꯃꯁꯨꯡ ꯃꯤꯅꯠ ꯇꯔꯥꯗꯒꯤ ꯇꯔꯥꯅꯤꯊꯣꯏ ꯐꯥꯎꯕꯥ ꯊꯝꯃꯨ꯫ ꯒ꯭ꯂꯣꯕꯦꯜ ꯋꯥꯔꯃꯤꯡꯒꯤ ꯏꯐꯦꯛꯁꯤꯡ ꯁꯟꯗꯣꯛꯅꯥ ꯇꯥꯛꯄꯤꯌꯨ꯫ ꯒ꯭ꯂꯣꯕꯦꯜ ꯋꯥꯔꯃꯤꯡ ꯍꯥꯏꯕꯁꯤ ꯄ꯭ꯂꯥꯅꯦꯠ ꯑꯁꯤꯒꯤ ꯆꯥꯡꯆꯠꯇꯥ ꯑꯣꯏꯕꯥ ꯇꯦꯝꯄꯦꯔꯦꯆꯔ ꯃꯈꯥ ꯇꯥꯅꯥ ꯍꯦꯟꯒꯠꯂꯛꯄꯥ ꯍꯥꯏꯕꯁꯤꯕꯨ ꯈꯪꯅꯩ, ꯃꯁꯤ ꯃꯔꯨꯑꯣꯏꯅꯥ ꯒ꯭ꯔꯤꯟꯋꯨꯗ ꯒ꯭ꯌꯥꯁꯁꯤꯡ ꯊꯥꯗꯣꯛꯄꯅꯥ ꯃꯔꯝ ꯑꯣꯏꯗꯨꯅꯥ ꯊꯣꯛꯍꯟꯕꯅꯤ꯫ ꯇꯦꯝꯄꯦꯔꯦꯆꯔꯗꯥ ꯂꯦꯞꯇꯅꯥ ꯋꯥꯡꯈꯠꯂꯛꯄꯥ ꯑꯁꯤꯅꯥ ꯄ꯭ꯔꯤꯊꯤꯕꯤ ꯑꯃꯁꯨꯡ ꯃꯁꯤꯗꯥ ꯂꯩꯔꯤꯕꯥ ꯃꯤꯑꯣꯏꯁꯤꯡꯗꯥ ꯇꯣꯉꯥꯟ-ꯇꯣꯉꯥꯟꯕꯥ ꯃꯥꯡ-ꯇꯥꯛꯅꯤꯡꯉꯥꯏ ꯑꯣꯏꯕꯥ ꯏꯐꯦꯛꯁꯤꯡ ꯊꯣꯛꯍꯜꯂꯤ꯫ ꯃꯁꯤꯒꯤ ꯐꯜ ꯈꯔꯗꯤ ꯃꯈꯥꯗꯥ ꯄꯤꯔꯤ꯫ ꯄ꯭ꯂꯥꯅꯦꯠ ꯑꯁꯤꯒꯤ ꯇꯦꯝꯄꯦꯔꯦꯆꯔ ꯍꯦꯟꯒꯠꯂꯛꯄꯒꯥ ꯂꯣꯏꯅꯅꯥ ꯒ꯭ꯂꯦꯁꯤꯌꯔ ꯑꯃꯁꯨꯡ ꯄꯣꯂꯥꯔ ꯑꯥꯏꯁ ꯀꯦꯞꯁꯤꯡ ꯆꯦꯟꯊꯈꯤꯗꯨꯅꯥ ꯁꯃꯨꯗ꯭ꯔꯒꯤ ꯂꯦꯚꯦꯜ ꯍꯦꯟꯒꯠꯂꯛꯏ꯫ ꯃꯁꯤꯅꯥ ꯁꯃꯨꯗ꯭ꯔ ꯈꯣꯡꯕꯥꯜꯗꯥ ꯏꯁꯤꯡ ꯇꯨꯡꯁꯤꯟꯕꯥ,ꯁꯥ-ꯁꯟ ꯑꯃꯁꯨꯡ ꯄꯥꯝꯕꯤꯁꯤꯡꯒꯤ ꯂꯩꯐꯝ ꯃꯥꯡꯍꯟꯕꯥ ꯌꯥꯏ꯫ ꯒ꯭ꯂꯣꯕꯦꯜ ꯋꯥꯔꯃꯤꯡꯅꯥ ꯑꯀꯟꯕꯥ ꯋꯦꯗꯔ ꯏꯚꯦꯟꯁꯤꯡ, ꯍꯥꯏꯕꯗꯤ ꯍꯨꯔꯤꯀꯦꯟ, ꯏꯀꯪ ꯊꯣꯛꯄꯥ ꯑꯃꯁꯨꯡ ꯑꯀꯟꯕꯥ ꯅꯣꯡꯖꯨꯒꯤ ꯆꯥꯡ ꯍꯦꯟꯒꯠꯍꯟꯕꯥ ꯌꯥꯏ꯫ ꯃꯁꯤꯅꯥ ꯃꯔꯝ ꯑꯣꯏꯗꯨꯅꯥ ꯄꯥꯛ ꯆꯥꯎꯅꯥ ꯑꯃꯥꯡ-ꯑꯇꯥ ꯊꯣꯛꯍꯟꯕꯥ ꯌꯥꯏ ꯑꯃꯁꯨꯡ ꯄꯨꯟꯁꯤ ꯑꯃꯁꯨꯡ ꯂꯟ-ꯊꯨꯝ ꯃꯥꯡꯍꯟꯕꯥ ꯌꯥꯏ꯫ ꯍꯦꯟꯅꯥ ꯋꯥꯡꯕꯥ ꯇꯦꯝꯄꯦꯔꯦꯆꯔꯅꯥ ꯏꯀꯣꯁꯤꯁꯇꯦꯝꯁꯤꯡꯒꯤ ꯕꯦꯂꯦꯟꯁꯇꯥ ꯑꯀꯥꯏꯕꯥ ꯄꯤꯕꯥ ꯌꯥꯏ, ꯃꯁꯤꯅꯥ ꯁ꯭ꯄꯦꯁꯤꯁꯁꯤꯡꯒꯤ ꯂꯝꯆꯠ-ꯁꯥꯖꯠ, ꯃꯈꯣꯏꯒꯤ ꯃꯥꯏꯒ꯭ꯔꯦꯁꯟꯒꯤ ꯃꯑꯣꯡ-ꯃꯇꯧ ꯑꯃꯁꯨꯡ ꯃꯈꯣꯏꯒꯤ ꯕ꯭ꯔꯤꯗꯤꯡ ꯁꯥꯏꯀꯜꯁꯤꯡꯗꯥ ꯑꯀꯥꯏꯕꯥ ꯄꯤꯕꯥ ꯌꯥꯏ꯫ ꯁ꯭ꯄꯦꯁꯤꯁ ꯀꯌꯥꯅꯥ ꯑꯍꯣꯡꯕꯁꯤꯡ ꯑꯁꯤꯒꯥ ꯆꯨꯁꯤꯟꯅꯍꯟꯕꯥ ꯉꯝꯗꯕꯅꯥ ꯃꯔꯝ ꯑꯣꯏꯗꯨꯅꯥ ꯃꯤꯁꯤꯡ ꯍꯟꯊꯔꯛꯄꯥ ꯑꯃꯁꯨꯡ ꯂꯣꯏꯁꯤꯟꯕꯥ ꯐꯥꯎꯕꯥ ꯊꯣꯛꯍꯜꯂꯤ꯫ꯇꯦꯝꯄꯦꯔꯦꯆꯔ ꯑꯃꯁꯨꯡ ꯄ꯭ꯔꯦꯁꯤꯄꯤꯇꯦꯁꯟꯒꯤ ꯃꯑꯣꯡ ꯃꯇꯧꯗꯥ ꯑꯍꯣꯡꯕꯥ ꯂꯥꯛꯄꯅꯥ ꯂꯧꯎ-ꯁꯤꯡꯎꯗꯥ ꯑꯆꯧꯕꯥ ꯁꯥꯐꯨ ꯑꯃꯥ ꯄꯤꯕꯥ ꯌꯥꯏ꯫ ꯅꯣꯡꯂꯩ-ꯅꯨꯡꯁꯤꯠ, ꯏꯁꯤꯡ ꯏꯆꯥꯎ ꯅꯠꯇ꯭ꯔꯒꯥ ꯏꯀꯪ ꯊꯣꯛꯄꯥ ꯃꯇꯝꯗꯥ ꯍꯣꯡꯂꯛꯄꯅꯥ ꯃꯔꯝ ꯑꯣꯏꯗꯨꯅꯥ ꯒ꯭ꯂꯣꯕꯦꯜ ꯋꯥꯔꯃꯤꯡꯅꯥ ꯃꯍꯩ-ꯃꯔꯣꯡꯒꯤ ꯄꯣꯠꯊꯣꯛ ꯍꯟꯊꯍꯟꯂꯛꯏ ꯑꯃꯁꯨꯡ ꯃꯇꯨꯡ ꯇꯥꯔꯛꯄꯗꯥ ꯂꯝꯗꯝ ꯈꯔꯗꯥ ꯆꯥꯅꯕꯥ ꯆꯤꯟꯖꯥꯛ ꯋꯥꯠꯄꯥ ꯊꯣꯛꯍꯜꯂꯤ꯫ ꯒ꯭ꯂꯣꯕꯦꯜ ꯋꯥꯔꯃꯤꯡ ꯑꯁꯤꯅꯥ ꯃꯤꯑꯣꯏꯕꯒꯤ ꯍꯛꯁꯦꯜꯗꯁꯨ ꯑꯆꯧꯕꯥ ꯁꯥꯐꯨ ꯑꯃꯥ ꯄꯤꯕꯥ ꯌꯥꯏ꯫ ꯇꯦꯝꯄꯦꯔꯦꯆꯔ ꯍꯦꯟꯒꯠꯂꯛꯄꯅꯥ ꯍꯤꯠꯋꯦꯞ ꯍꯦꯟꯅꯥ ꯊꯣꯛꯍꯟꯕꯥ ꯌꯥꯏ, ꯃꯗꯨꯅꯥ ꯍꯤꯠ ꯑꯦꯛꯁꯣꯁꯦꯁꯟ, ꯍꯤꯠ ꯁ꯭ꯇꯔꯣꯛ ꯑꯃꯁꯨꯡ ꯁ꯭ꯋꯔ ꯍꯣꯟꯕꯒꯤ ꯄ꯭ꯂꯣꯞ ꯄ꯭ꯔꯣꯕ꯭ꯂꯦꯝꯁꯤꯡ ꯊꯣꯛꯍꯟꯕꯥ ꯌꯥꯏ꯫ ꯃꯁꯤꯒꯤ ꯃꯊꯛꯇꯥ, ꯃꯦꯂꯦꯔꯤꯌꯥ ꯑꯃꯁꯨꯡ ꯗꯦꯡꯒꯨ ꯐꯤꯕꯔꯒꯨꯝꯕꯥ ꯀ꯭ꯂꯥꯏꯃꯦꯠ-ꯁꯦꯟꯁꯤꯇꯤꯞ ꯂꯥꯏꯅꯥꯁꯤꯡ ꯊꯣꯛꯄꯥ ꯍꯦꯟꯒꯠꯂꯛꯄꯥ ꯌꯥꯏ꯫